ꯀ꯭ꯂꯥꯏꯃꯦꯠ ꯆꯦꯟꯖ ꯑꯃꯁꯨꯡ ꯑꯦꯌꯔ ꯄꯣꯂ꯭ꯌꯨꯁꯟꯒꯤ ꯏꯐꯦꯛꯇꯁꯤꯡ ꯆꯥꯡꯗꯝꯅꯕ ꯑꯃꯁꯨꯡ ꯀꯟꯇ꯭ꯔꯥꯁꯠ ꯇꯧꯕ- ꯀ꯭ꯂꯥꯏꯃꯦꯠ ꯆꯦꯟꯖ ꯑꯃꯁꯨꯡ ꯑꯦꯌꯔ ꯄꯣꯂ꯭ꯌꯨꯁꯟ ꯑꯁꯤ ꯃꯔꯤ ꯂꯩꯅꯕ ꯑꯀꯣꯏꯕꯒꯤ ꯐꯤꯕꯝꯒꯤ ꯋꯥꯐꯝ ꯑꯅꯤꯅꯤ ꯑꯗꯨꯕꯨ ꯃꯈꯣꯏꯅ ꯑꯀꯣꯏꯕꯒꯤ ꯐꯤꯕꯝ, ꯃꯤꯑꯣꯏꯕꯒꯤ ꯍꯛꯁꯦꯜ ꯑꯃꯁꯨꯡ ꯄ꯭ꯂꯥꯅꯦꯠ ꯑꯄꯨꯟꯕꯗ ꯇꯣꯉꯥꯟ ꯇꯣꯉꯥꯟꯕ ꯏꯐꯦꯛꯇꯁꯤꯡ ꯄꯤꯔꯤ꯫ ꯀ꯭ꯂꯥꯏꯃꯦꯠ ꯆꯦꯟꯖ ꯍꯥꯏꯕꯁꯤ ꯑꯦꯇꯃꯣꯁ꯭ꯐꯤꯌꯔꯗ ꯀꯥꯔꯕꯣꯟ -ꯗꯥꯏꯑꯣꯛꯁꯥꯏꯗ ꯑꯃꯁꯨꯡ ꯑꯇꯩ ꯄꯣꯂ꯭ꯌꯨꯁꯟꯁꯤꯡꯒꯤ ꯆꯥꯡ ꯍꯦꯟꯒꯠꯂꯛꯄꯒꯨꯝꯕ ꯐꯦꯛꯇꯔꯁꯤꯡꯅ ꯃꯔꯝ ꯑꯣꯏꯗꯨꯅ ꯄ꯭ꯔꯤꯊꯤꯕꯤꯒꯤ ꯀ꯭ꯂꯥꯏꯃꯦꯠꯇ ꯃꯇꯝ ꯁꯥꯡꯅ ꯍꯦꯜꯂꯛꯄ ꯍꯥꯏꯕꯁꯤꯅꯤ꯫ ꯀ꯭ꯂꯥꯏꯃꯦꯠ ꯆꯦꯟꯖꯅ ꯃꯥꯂꯦꯝꯒꯤ ꯇꯦꯝꯄꯦꯔꯦꯆꯔ, ꯄ꯭ꯔꯦꯁꯤꯄꯤꯇꯦꯁꯟ ꯄꯦꯇꯔꯟ ꯑꯃꯁꯨꯡ ꯁꯃꯨꯗ꯭ꯔꯒꯤ ꯂꯦꯚꯦꯜꯗ ꯌꯥꯝꯅ ꯆꯥꯎꯅ ꯏꯐꯦꯛꯇꯇꯥ ꯇꯧꯔꯤ꯫ ꯀ꯭ꯂꯥꯏꯃꯦꯠ ꯆꯦꯟꯖꯀꯤ ꯃꯍꯩ ꯑꯣꯏꯅ ꯒ꯭ꯂꯦꯁꯤꯌꯔ ꯑꯃꯁꯨꯡ ꯄꯣꯂꯔ ꯑꯥꯏꯁ ꯀꯦꯞꯁꯤꯡ ꯑꯁꯤ ꯏꯁꯤꯡ ꯇꯨꯡꯁꯤꯟꯕ, ꯍ꯭ꯌꯨꯔꯤꯀꯦꯟ ꯑꯃꯁꯨꯡ ꯇꯥꯏꯐꯨꯟꯁꯤꯡ, ꯎꯃꯪꯒꯤ ꯃꯩꯁꯥ, ꯅꯣꯡꯖꯨ-ꯅꯨꯡꯁꯥ ꯑꯃꯁꯨꯡ ꯍꯤꯠꯋꯦꯐꯁꯤꯡ ꯊꯣꯛꯍꯟꯕ ꯌꯥꯏ꯫ ꯀ꯭ꯂꯥꯏꯃꯦꯠ ꯆꯦꯟꯖꯅ ꯄꯥꯝꯕꯤ ꯑꯃꯁꯨꯡ ꯁꯥ-ꯁꯟ ꯀꯌꯥꯒꯤ ꯂꯩꯐꯝꯁꯤꯡꯗꯁꯨ ꯁꯣꯛꯍꯜꯂꯤ꯫ ꯑꯗꯨꯅ ꯃꯔꯝ ꯑꯣꯏꯗꯨꯅ ꯃꯐꯝ ꯑꯗꯨꯗꯒꯤ ꯂꯥꯞꯅ ꯂꯩꯕ ꯑꯃꯁꯨꯡ ꯃꯥꯡ-ꯇꯥꯛꯅꯤꯡꯉꯥꯏ ꯑꯣꯏꯕ ꯌꯥꯏ꯫ ꯑꯃꯔꯣꯝꯗ ꯑꯦꯌꯔ ꯄꯣꯂ꯭ꯌꯨꯁꯟ ꯑꯁꯤ ꯑꯦꯠꯃꯣꯁ꯭ꯐꯤꯌꯔꯗ ꯀꯦꯃꯤꯀꯦꯂꯁꯤꯡ, ꯄꯥꯔꯇꯤꯀꯜꯁꯤꯡ ꯑꯃꯁꯨꯡ ꯕꯥꯏꯑꯣꯂꯣꯖꯤꯀꯦꯜ ꯃꯦꯇꯤꯔꯤꯑꯦꯜꯁꯤꯡ ꯊꯥꯗꯣꯛꯄꯅ ꯊꯣꯛꯍꯜꯂꯤ꯫ ꯃꯁꯤ ꯃꯤꯑꯣꯏꯕꯒꯤ ꯊꯕꯛ ꯊꯧꯔꯝꯁꯤꯡ ꯍꯥꯏꯕꯗꯤ ꯐꯣꯁꯤꯜ ꯐꯨꯑꯦꯜ ꯃꯩ ꯊꯥꯕ, ꯆꯠꯊꯣꯛ-ꯆꯠꯁꯤꯟ ꯑꯃꯁꯨꯡ ꯏꯟꯗꯁꯇ꯭ꯔꯤꯒꯤ ꯊꯧꯑꯣꯡꯁꯤꯡꯒꯤ ꯈꯨꯠꯊꯥꯡꯗ ꯊꯣꯛꯏ꯫ ꯀ꯭ꯂꯥꯏꯃꯦꯠ ꯆꯦꯟꯖꯀ ꯃꯥꯟꯅꯗꯕ ꯃꯑꯣꯡꯗ ꯑꯦꯌꯔ ꯄꯣꯂ꯭ꯌꯨꯁꯟꯒꯤ ꯏꯐꯦꯛꯇꯁꯤꯡ ꯑꯁꯤ ꯍꯦꯟꯅ ꯂꯣꯀꯦꯜꯂꯥꯏꯖ ꯑꯣꯏ ꯑꯃꯁꯨꯡ ꯃꯤꯑꯣꯏꯕꯒꯤ ꯍꯛꯁꯦꯜ ꯑꯃꯁꯨꯡ ꯑꯀꯣꯏꯔꯣꯟꯗ ꯁꯣꯔꯠ ꯇꯔꯝ ꯏꯐꯦꯛꯇ ꯂꯩ꯫ ꯑꯦꯌꯔ ꯄꯣꯂ꯭ꯌꯨꯁꯟꯅ ꯔꯦꯁ꯭ꯄꯤꯔꯦꯇꯣꯔꯤ ꯑꯃꯁꯨꯡ ꯍꯥꯔꯠꯀꯤ ꯂꯥꯏꯅꯥ, ꯁꯇ꯭ꯔꯣꯛ ꯑꯃꯁꯨꯡ ꯀꯦꯟꯁꯔꯒꯨꯝꯕ ꯍꯛꯁꯦꯜꯒꯤ ꯋꯥꯐꯝ ꯀꯌꯥ ꯊꯣꯛꯍꯟꯕ ꯌꯥꯏ꯫ ꯃꯁꯤꯒꯤ ꯃꯊꯛꯇ ꯃꯁꯤꯅ ꯄꯥꯝꯕꯤꯒꯤ ꯄꯨꯟꯁꯤ, ꯏꯁꯤꯡ ꯁꯄ꯭ꯂꯥꯏ ꯑꯃꯁꯨꯡ ꯂꯝꯂꯛꯀꯤ ꯁꯥ-ꯎꯆꯦꯛꯁꯤꯡꯗ ꯃꯁꯛ ꯊꯣꯛꯄꯥ ꯏꯐꯦꯛꯇꯁꯤꯡ ꯄꯤꯕ ꯌꯥꯏ꯫ ꯑꯗꯨꯝ ꯑꯣꯏꯅꯃꯛ ꯃꯁꯤ ꯌꯥꯝꯅ ꯃꯔꯨꯑꯣꯏꯅ ꯈꯪꯖꯤꯟꯕ ꯌꯥꯏ ꯃꯗꯨꯗꯤ ꯀ꯭ꯂꯥꯏꯃꯦꯠ ꯆꯦꯟꯖ ꯑꯃꯁꯨꯡ ꯑꯦꯌꯔ ꯄꯣꯂ꯭ꯌꯨꯁꯟꯒꯤ ꯃꯔꯛꯇ ꯑꯣꯚꯔꯂꯦꯞ ꯑꯃ ꯂꯩꯔꯤ ꯃꯔꯝꯗꯤ ꯃꯈꯣꯏꯒꯤ ꯀꯃꯟ ꯑꯣꯏꯕ ꯃꯔꯝ ꯑꯃ ꯂꯩ꯫ ꯐꯣꯁꯤꯜ ꯐꯨꯑꯦꯜ ꯃꯩ ꯊꯥꯕꯥ, ꯅꯨꯡꯁꯤꯠꯇ ꯒ꯭ꯔꯤꯟꯍꯥꯎꯁ ꯒ꯭ꯌꯥꯁ ꯊꯥꯗꯣꯛꯄꯅ ꯀ꯭ꯂꯥꯏꯃꯦꯠ ꯆꯦꯟꯖ ꯊꯣꯛꯍꯜꯂꯤ ꯑꯗꯨꯒ ꯁꯜꯐꯔ -ꯗꯥꯏꯑꯣꯛꯁꯥꯏꯗ ꯑꯃꯁꯨꯡ ꯅꯥꯏꯇ꯭ꯔꯣꯖꯦꯟ- ꯑꯣꯛꯁꯥꯏꯗꯀꯨꯝꯕ ꯑꯇꯣꯞꯄ ꯄꯣꯂ꯭ꯌꯨꯁꯟ ꯊꯥꯗꯣꯛꯄꯅ ꯅꯨꯡꯁꯤꯠ ꯄꯣꯂ꯭ꯌꯨꯁꯟ ꯊꯣꯛꯍꯜꯂꯤ꯫ ꯂꯣꯏꯁꯤꯜꯂꯛꯄꯗ, ꯀ꯭ꯂꯥꯏꯃꯦꯠ ꯆꯦꯟꯖ ꯑꯃꯁꯨꯡ ꯑꯦꯌꯔ ꯄꯣꯂ꯭ꯌꯨꯁꯟ ꯑꯅꯤꯃꯛꯅ ꯄ꯭ꯔꯤꯊꯤꯕꯤꯒꯤ ꯑꯀꯣꯏꯕꯒꯤ ꯐꯤꯕꯝ ꯑꯃꯁꯨꯡ ꯃꯤꯑꯣꯏꯕꯒꯤ ꯍꯛꯁꯦꯜꯗ ꯌꯥꯝꯅ ꯁꯥꯊꯤꯅ ꯁꯥꯐꯨ ꯄꯤꯔꯤ꯫ ꯑꯗꯨꯝ ꯑꯣꯏꯅꯃꯛ ꯃꯈꯣꯏꯒꯤ ꯏꯐꯦꯛꯇꯁꯤꯡ ꯑꯁꯤ ꯈꯦꯠꯅꯩ꯫ ꯀ꯭ꯂꯥꯏꯃꯦꯠ ꯆꯦꯟꯖꯅ ꯍꯦꯟꯅ ꯂꯣꯛ-ꯇ꯭ꯔꯥꯝ ꯑꯃꯁꯨꯡ ꯄꯥꯛ-ꯆꯥꯎꯕ ꯏꯐꯦꯛꯇꯁꯤꯡ ꯍꯥꯏꯕꯗꯤ ꯁꯃꯨꯗ꯭ꯔꯒꯤ ꯂꯦꯚꯦꯜ ꯋꯥꯡꯈꯠꯂꯛꯄ ꯑꯃꯁꯨꯡ ꯅꯣꯡꯖꯨ-ꯅꯨꯡꯁꯥꯒꯤ ꯃꯑꯣꯡ-ꯃꯇꯧ ꯍꯣꯡꯂꯛꯄ ꯑꯗꯨꯒ ꯑꯦꯌꯔ ꯄꯣꯂ꯭ꯌꯨꯁꯟꯅ ꯍꯛꯁꯦꯜ ꯑꯃꯁꯨꯡ ꯑꯀꯣꯏꯕꯒꯤ ꯐꯤꯕꯝꯗ ꯍꯦꯟꯅ ꯈꯨꯗꯛꯀꯤ ꯑꯣꯏꯕ ꯑꯃꯁꯨꯡ ꯑꯇꯦꯟꯕ ꯃꯇꯝꯒꯤ ꯑꯣꯏꯕ ꯏꯐꯦꯛꯇꯁꯤꯡ ꯄꯤꯔꯤ꯫ ꯁ꯭ꯇꯦꯇꯤꯛ ꯑꯦꯅꯂꯥꯏꯁꯤꯁ ꯍꯥꯏꯕꯁꯤ ꯀꯔꯤꯅꯣ ꯍꯥꯏꯕꯗꯨ ꯁꯟꯗꯣꯛꯅ ꯇꯥꯛꯄꯤꯌꯨ꯫ ꯁ꯭ꯇꯦꯇꯤꯛ ꯑꯦꯅꯂꯥꯏꯁꯤꯁ ꯍꯥꯏꯕꯁꯤꯅ ꯄ꯭ꯔꯣꯒ꯭ꯔꯥꯝ ꯑꯗꯨ ꯇꯁꯦꯡꯅ ꯑꯦꯛꯁꯦꯁꯤꯕꯜ ꯇꯧꯗꯅ ꯁꯣꯐꯠꯋꯦꯔ ꯅꯠꯇ꯭ꯔꯒ ꯀꯝꯄ꯭ꯌꯨꯇꯔ ꯀꯣꯗ ꯏꯚꯥꯂ꯭ꯌꯨꯑꯦꯠ ꯇꯧꯕꯒꯤ ꯃꯑꯣꯡ ꯑꯃꯕꯨ ꯈꯪꯅꯩ꯫ ꯃꯁꯤꯗ ꯇꯣꯉꯥꯟ-ꯇꯣꯉꯥꯟꯕ ꯈꯨꯠꯂꯥꯏꯁꯤꯡ ꯑꯃꯁꯨꯡ ꯇꯦꯛꯅꯤꯛꯁꯤꯡ ꯁꯤꯖꯤꯟꯅꯗꯨꯅ ꯁꯣꯔꯁ ꯀꯣꯗ, ꯕꯥꯏꯠꯀꯣꯗ ꯅꯠꯇ꯭ꯔꯒ ꯕꯥꯏꯅꯔꯤ ꯀꯣꯗꯁꯤꯡ ꯑꯁꯤ ꯃꯃꯥꯡꯗ ꯂꯦꯞꯊꯣꯛꯈ꯭ꯔꯕ ꯀꯣꯗꯤꯡ ꯁ꯭ꯇꯦꯟꯗꯔꯗ ꯑꯃꯁꯨꯡ ꯔꯨꯜꯁꯤꯡꯒꯤ ꯃꯥꯏꯌꯣꯛꯇ ꯑꯦꯅꯂꯥꯏꯖ ꯇꯧꯕ ꯑꯃꯁꯨꯡ ꯏꯚꯥꯂꯨꯑꯦꯠ ꯇꯧꯕ, ꯀꯣꯗꯇ ꯊꯣꯛꯄ ꯌꯥꯕ ꯏꯁꯨꯁꯤꯡ, ꯑꯁꯣꯏꯕꯁꯤꯡ ꯅꯠꯇ꯭ꯔꯒ ꯈꯨꯗꯣꯡꯊꯤꯕꯁꯤꯡ ꯈꯪꯗꯣꯛꯄ ꯌꯥꯎꯔꯤ꯫ ꯍꯥꯏꯔꯤꯕ ꯈꯨꯠꯂꯥꯏꯁꯤꯡ ꯑꯁꯤ ꯁꯣꯐꯇꯋꯦꯌꯔ ꯑꯗꯨꯕꯨ ꯃꯁꯥꯅ ꯌꯥꯖꯅ ꯂꯝꯆꯠ-ꯁꯥꯖꯠ ꯁꯣꯟꯊꯍꯟꯕ ꯅꯠꯇ꯭ꯔꯒ ꯁꯦꯀ꯭ꯌꯨꯔꯤꯇꯤ ꯊꯨꯒꯥꯏꯕ ꯊꯣꯛꯍꯟꯕ ꯌꯥꯕ ꯄꯦꯇꯔꯟ, ꯏꯁꯨ ꯅꯠꯇ꯭ꯔꯒ ꯑꯁꯣꯏꯕ ꯑꯃꯍꯦꯛꯇꯕꯨ ꯈꯪꯗꯣꯛꯅꯕ ꯀꯣꯗ ꯃꯄꯨꯡꯐꯥꯅ ꯌꯦꯡꯁꯤꯟꯅꯕ ꯁꯦꯝꯈꯤꯕꯅꯤ꯫ ꯁ꯭ꯇꯦꯇꯤꯛ ꯑꯦꯅꯂꯥꯏꯁꯤꯁꯀꯤ ꯄꯥꯟꯗꯝꯗꯤ ꯁꯣꯐꯇꯋꯦꯌꯔ ꯑꯁꯤ ꯔꯤꯂꯤꯖ ꯇꯧꯕ ꯅꯠꯇ꯭ꯔꯒ ꯗꯤꯄ꯭ꯂꯣꯏ ꯇꯧꯗ꯭ꯔꯤꯉꯩꯒꯤ ꯃꯃꯥꯡꯗ ꯗꯤꯚꯦꯂꯞꯃꯦꯟꯇ ꯄ꯭ꯔꯣꯁꯦꯁ ꯇꯣꯏꯅ ꯏꯁꯨꯁꯤꯡ ꯊꯦꯡꯅꯗꯨꯅ ꯑꯃꯁꯨꯡ ꯐꯤꯛꯁ ꯇꯧꯗꯨꯅ ꯁꯣꯐꯇꯋꯦꯌꯔꯒꯤ ꯃꯒꯨꯟ, ꯁꯦꯀ꯭ꯌꯨꯔꯤꯇꯤ ꯑꯃꯁꯨꯡ ꯊꯥꯖꯕ ꯌꯥꯕ ꯍꯦꯟꯒꯠꯍꯟꯕꯅꯤ꯫